ꯃꯣꯔꯦꯗ ꯁꯒꯣꯜ ꯄꯨꯁꯤꯟꯕꯒꯤ ꯅꯨꯡꯒꯤ ꯑꯣꯏꯕ ꯃꯔꯝ ꯈꯪꯗꯣꯛꯅꯕ ꯍꯣꯠꯅꯁꯤ꯫ ꯃꯅꯤꯄꯨꯔꯗ ꯅꯤꯡꯁꯤꯡꯕ ꯊꯣꯛꯇ꯭ꯔꯤꯉꯩ ꯃꯇꯝꯗ ꯃꯅꯤꯄꯨꯔꯤ ꯁꯒꯣꯜ ꯃꯔꯥꯡ ꯀꯥꯏꯅ ꯂꯩꯔꯝꯃꯤ꯫ ꯌꯨꯝꯊꯣꯡ ꯈꯨꯗꯤꯡꯒꯤ ꯁꯒꯣꯜ ꯂꯣꯏꯕ ꯆꯠꯅꯔꯝꯃꯤ꯫ ꯃꯇꯝꯗꯨꯗꯗꯤ ꯁꯒꯣꯜꯒꯤ ꯆꯟꯅꯐꯝꯁꯨ ꯌꯥꯝꯅ ꯂꯩ꯫ ꯃꯈꯜ ꯃꯈꯥ ꯀꯌꯥꯒꯤ ꯒꯥꯔꯤꯁꯤꯡ ꯊꯣꯛꯅꯔꯛꯇ꯭ꯔꯤꯉꯩꯒꯤ ꯃꯇꯝ ꯑꯣꯏꯕꯅꯤꯅ ꯆꯠꯊꯣꯛ ꯆꯠꯁꯤꯟꯒꯤ ꯄꯥꯝꯕꯩ ꯁꯒꯣꯜꯅ ꯑꯣꯏꯔꯝꯃꯤ꯫ ꯄꯣꯠꯊꯥꯡ ꯄꯨꯕꯗꯁꯨ ꯁꯒꯣꯜ ꯁꯤꯖꯤꯟꯅꯔꯝꯃꯤ꯫ ꯃꯁꯤꯗꯒꯤ ꯍꯦꯟꯗꯣꯛꯂꯗꯨꯅ ꯁꯒꯣꯜꯕꯨ ꯃꯈꯜ ꯀꯌꯥꯒꯤ ꯃꯁꯥꯟꯅꯗ ꯁꯤꯖꯤꯟꯅꯩ ꯑꯃꯁꯨꯡ ꯃꯔꯨ ꯑꯣꯏꯅ ꯃꯩꯇꯩ ꯂꯥꯟꯃꯤꯁꯤꯡꯅ ꯁꯒꯣꯜ ꯅꯤꯡꯊꯤꯅ ꯁꯤꯖꯤꯟꯅꯩ꯫ ꯑꯩꯈꯣꯏꯅ ꯉꯁꯤ ꯀꯥꯟꯅꯗ꯭ꯔꯕꯅꯤ ꯍꯥꯏꯅ ꯍꯨꯟꯗꯣꯛꯈ꯭ꯔꯕ ꯅꯠꯇ꯭ꯔꯒ ꯂꯣꯏꯕ ꯅꯠ ꯇꯟꯅꯔꯕ ꯁꯒꯣꯜꯁꯤꯡ ꯑꯁꯤꯅꯅꯤ ꯃꯥꯂꯦꯝꯗ ꯃꯅꯤꯄꯨꯔꯗ ꯄꯣꯂꯣ ꯃꯁꯥꯟꯅ ꯈꯨꯗꯣꯜ ꯇꯝꯂꯝꯂꯤꯕꯁꯤ꯫ ꯃꯅꯤꯄꯨꯔꯒꯤ ꯁꯒꯣꯜ ꯃꯈꯜ ꯑꯁꯤ ꯃꯔꯤꯜ ꯌꯥꯝꯅ ꯂꯩꯕ, ꯅꯤꯡꯉꯥꯏ ꯇꯧꯒꯟꯗꯕ ꯑꯃꯁꯨꯡ ꯃꯁꯥ ꯌꯥꯝꯅ ꯀꯜꯂꯤ꯫ ꯃꯄꯥꯟ ꯂꯝꯒꯤ ꯃꯃꯜ ꯌꯥꯝꯂꯕ ꯁꯒꯣꯜꯁꯤꯡ ꯑꯗꯨꯗꯤ ꯄꯣꯂꯣ ꯁꯥꯟꯅꯕꯗ ꯑꯃꯨꯛꯇꯗ ꯆꯀ꯭ꯔꯥ ꯁꯨꯅꯕ ꯁꯥꯟꯅꯕ ꯉꯝꯗꯦ꯫ ꯑꯗꯨꯕꯨ ꯃꯅꯤꯄꯨꯔꯒꯤ ꯁꯒꯣꯜꯗꯤ ꯆꯀ꯭ꯔꯥ ꯁꯨꯅꯕ ꯁꯥꯟꯅꯕ ꯉꯝꯃꯤ꯫ ꯃꯁꯤꯒꯤꯁꯨ ꯃꯊꯛꯇ ꯈꯣꯡꯖꯦꯜꯁꯨ ꯌꯥꯝꯅ ꯌꯥꯡꯏ꯫ ꯑꯁꯤꯒꯨꯝꯕ ꯁꯒꯣꯜ ꯃꯈꯜ ꯑꯁꯤ ꯑꯩꯈꯣꯏꯅ ꯁꯒꯣꯜ ꯂꯝꯖꯦꯜ ꯍꯥꯏꯕ ꯃꯈꯜꯒꯤ ꯃꯁꯥꯟꯅ ꯑꯃꯗꯁꯨ ꯁꯤꯖꯤꯟꯅꯔꯝꯃꯤ꯫ ꯑꯀꯟ-ꯑꯊꯧꯁꯤꯡꯅ ꯁꯒꯣꯜ ꯇꯣꯡꯂꯒ ꯆꯠꯅꯔꯝꯃꯤ꯫ ꯂꯨꯍꯣꯡ-ꯀꯩꯗꯣꯡꯕꯗ ꯄꯤꯕꯥꯅ ꯁꯒꯣꯜ ꯇꯣꯡꯕꯒꯤ ꯆꯠꯅꯕꯤ ꯂꯩꯔꯝꯃꯤ꯫ ꯄꯨꯝꯅꯃꯛ ꯑꯁꯤꯒꯤ ꯃꯊꯛꯇ ꯃꯅꯤꯄꯨꯔꯒ ꯃꯇꯝ ꯀꯌꯥ ꯑꯃ ꯌꯦꯛꯅꯕ ꯑꯣꯏꯔꯛꯈꯤꯕ ꯀꯕꯣ ꯕꯨ ꯉꯥꯏꯍꯥꯛ ꯂꯩꯇꯅ ꯃꯥꯏꯊꯤꯕ ꯄꯤꯕ ꯉꯝꯈꯤꯕꯗꯨ ꯁꯒꯣꯜ ꯂꯥꯟꯃꯤ ꯂꯩꯕꯅꯅꯤ꯫ ꯃ꯭ꯌꯥꯟꯃꯥꯔ ꯂꯥꯟꯃꯤꯅ ꯃꯩꯇꯩ ꯂꯥꯟꯃꯤꯕꯨ ꯄꯥꯛ ꯍꯦꯛ ꯂꯥꯛꯁꯤꯟꯕ ꯉꯝꯗꯦ, ꯆꯦꯟꯈ꯭ꯔꯦ ꯍꯥꯏꯗꯨꯅ ꯇꯥꯟꯅꯕꯁꯨ ꯉꯝꯗꯦ꯫ ꯍꯦꯛ ꯇꯥꯟꯅꯔꯨꯕꯗ ꯑꯔꯥꯝꯕꯥꯏ ꯍꯥꯏꯅ ꯈꯪꯅꯕ ꯃꯈꯜ ꯑꯃꯒꯤ ꯈꯨꯠꯂꯥꯏ ꯑꯁꯤ ꯁꯒꯣꯜꯗꯒꯤ ꯇꯨꯡꯂꯣꯝꯗ ꯂꯪꯂꯝꯒꯗꯧꯔꯤꯕꯅꯤ꯫ ꯑꯔꯥꯝꯕꯥꯏ ꯂꯪꯕꯗ ꯍꯩ-ꯁꯤꯡꯂꯕ ꯁꯒꯣꯜ ꯂꯥꯟꯃꯤꯁꯤꯡ ꯑꯗꯨꯅ ꯌꯦꯛꯅꯕꯕꯨ ꯄꯥꯜꯍꯟꯅꯤꯡꯕ ꯃꯐꯝꯗ ꯄꯥꯜꯍꯟꯕ ꯉꯝꯕꯅ ꯂꯥꯟ ꯆꯪꯒꯦ ꯅꯠꯇ꯭ꯔꯒ ꯂꯥꯟꯅꯤꯡ ꯍꯟꯒꯦ ꯍꯥꯏꯔꯒꯁꯨ ꯃꯈꯣꯏ ꯃꯅꯤꯡ ꯇꯝꯖꯕ ꯉꯝꯂꯝꯃꯤ꯫ ꯃꯗꯨ ꯄꯨꯝꯅꯃꯛ ꯑꯗꯨ ꯑꯩꯈꯣꯏꯅ ꯉꯁꯤ ꯃꯁꯤꯡ ꯈꯔꯈꯛꯇꯃꯛ ꯎꯔꯤꯕ ꯃꯅꯤꯄꯨꯔꯒꯤ ꯁꯒꯣꯜ ꯑꯁꯤꯒꯤ ꯃꯄꯥꯜꯅꯅꯤ꯫ ꯉꯁꯤꯗꯤ ꯃꯅꯤꯄꯨꯔꯗ ꯁꯒꯣꯜ ꯃꯃꯤꯡ ꯈꯛꯇꯒꯤ ꯉꯥꯏꯔꯦ꯫ ꯃꯁꯤꯡ ꯌꯥꯝꯅ ꯂꯩꯇ꯭ꯔꯦ꯫ ꯃꯇꯝ ꯑꯃꯗ ꯍꯦꯛꯇꯃꯛ ꯈꯣꯡꯒꯨꯜ ꯃꯨꯠꯈꯤꯕ ꯌꯥꯕꯒꯤ ꯐꯤꯚꯝꯗ ꯂꯩꯔꯦ꯫ ꯁꯒꯣꯜ ꯃꯁꯤꯡ ꯊꯤꯕꯗꯁꯨ ꯂꯤꯁꯤꯡ ꯑꯃ ꯔꯣꯝꯗꯒꯤ ꯍꯦꯟꯅ ꯂꯩꯇ꯭ꯔꯦ ꯍꯥꯏꯅ ꯂꯧꯔꯦ꯫ ꯃꯥꯂꯦꯝꯒꯤ ꯑꯣꯏꯅ ꯁꯥ ꯃꯁꯤꯡ ꯊꯤꯕꯗ ꯂꯤꯁꯤꯡ ꯇꯔꯥ ꯌꯧꯗ꯭ꯔꯒꯗꯤ ꯃꯨꯠꯈꯤꯕ ꯌꯥꯅ ꯂꯩꯔꯦ ꯍꯥꯏꯅ ꯂꯧꯏ꯫ ꯑꯗꯨꯒ ꯂꯤꯁꯤꯡ ꯑꯅꯤ ꯌꯧꯗ꯭ꯔꯒꯗꯤ ꯌꯥꯝ ꯁꯥꯊꯤꯅ ꯂꯨꯔꯦ ꯍꯥꯏꯅ ꯈꯪꯅꯩ꯫ ꯃꯨꯠꯈꯤꯕ ꯌꯥꯕꯒꯤ ꯈꯝ ꯊꯦꯡꯅ ꯑꯀꯤꯕ ꯂꯩꯔꯦ ꯍꯥꯏꯕꯅꯤ꯫ ꯁꯒꯣꯜꯕꯨ ꯅꯨꯡꯁꯤꯖꯕ ꯃꯤꯑꯣꯏ ꯀꯌꯥꯅ ꯌꯦꯜꯍꯧꯉꯩꯗꯒꯤ ꯑꯩꯈꯣꯏꯅ ꯁꯥꯒꯣꯟꯅꯗꯨꯅ ꯂꯥꯛꯂꯕ ꯁꯥ ꯃꯈꯜ ꯑꯁꯤ ꯀꯜꯂꯨ ꯍꯥꯏꯗꯨꯅ ꯂꯩꯉꯥꯛꯀꯤ ꯅꯥꯀꯣꯡ ꯌꯧꯅꯅꯕ ꯈꯣꯜꯂꯥꯎ ꯀꯌꯥꯃꯔꯨꯝ ꯂꯥꯎꯗꯨꯅ ꯂꯩꯔꯤꯉꯩꯒꯤ ꯆꯩꯔꯛꯇ ꯗꯥꯏꯔꯦꯛ ꯏꯟꯖꯦꯛꯁꯟ ꯇꯇꯥ ꯒꯥꯔꯤ ꯑꯃꯗꯤ ꯀꯥꯡ-ꯈꯣꯡ ꯇꯔꯥꯅꯤꯊꯣꯏ ꯄꯥꯟꯕ ꯇꯇꯥ ꯒꯥꯔꯤ ꯑꯃꯅ ꯄꯨꯟꯅ ꯁꯒꯣꯜ ꯃꯥꯄꯟ ꯍꯥꯞꯂꯒ ꯃꯣꯔꯦꯗ ꯄꯨꯁꯤꯟꯅꯕ ꯊꯧꯔꯥꯡ ꯇꯧꯔꯝꯂꯦ꯫ ꯁꯒꯣꯜ ꯄꯨꯁꯤꯟꯅꯕ ꯊꯧꯔꯥꯡ ꯇꯧꯔꯝꯂꯦ ꯍꯥꯏꯕꯗꯨ ꯁꯒꯣꯜ ꯅꯨꯡꯁꯤꯖꯕ ꯃꯤꯑꯣꯏ ꯀꯌꯥꯒꯤ ꯅꯥꯀꯣꯡꯗ ꯊꯨꯅ ꯌꯥꯡꯅ ꯌꯧꯔꯛꯈꯤ꯫ ꯈꯨꯗꯛꯇ ꯃꯅꯥꯛ ꯅꯛꯄ ꯄꯨꯂꯤꯁ ꯁ꯭ꯇꯦꯁꯟꯁꯤꯡꯗ ꯋꯥꯀꯠꯅꯗꯨꯅ ꯁꯒꯣꯜ ꯄꯨꯁꯤꯜꯂꯤꯕꯁꯤꯡ ꯑꯗꯨꯒꯤ ꯈꯣꯡꯒꯨꯜ ꯂꯤꯅꯅꯕ ꯑꯃꯁꯨꯡ ꯀꯔꯤ ꯃꯔꯝꯗꯒꯤ ꯁꯒꯣꯜ ꯄꯨꯔꯤꯕꯅꯣ ꯍꯥꯏꯕꯗꯨ ꯊꯤꯗꯣꯛꯄꯤꯅꯕ ꯍꯥꯏꯖꯔꯛꯈꯤ꯫ ꯁꯒꯣꯜ ꯄꯨꯕ ꯇꯇꯥ ꯒꯥꯔꯤꯁꯤꯡ ꯑꯗꯨ ꯄꯂꯦꯜ ꯄꯨꯂꯤꯁ ꯁ꯭ꯇꯦꯁꯟꯒꯤ ꯆꯦꯛ ꯄꯣꯁꯠ ꯑꯃꯁꯨꯡ ꯇꯦꯡꯅꯧꯄꯜꯒꯤ ꯄꯨꯂꯤꯁ ꯁ꯭ꯇꯦꯁꯟꯒꯤ ꯆꯦꯛ ꯄꯣꯁꯠ ꯂꯥꯟꯊꯣꯛꯂꯒ ꯂꯩꯔꯝꯕꯗꯒꯤ ꯄꯨꯂꯤꯁ ꯀꯝꯃꯥꯟꯗꯣꯒꯤ ꯀꯥꯡꯕꯨꯅ ꯂꯣꯛꯆꯥꯎ ꯃꯅꯥꯛꯇ ꯊꯦꯡꯅꯗꯨꯅ ꯉꯔꯥꯡ ꯑꯍꯤꯡ ꯐꯥꯎꯕꯗꯤ ꯐꯥꯖꯤꯜꯂꯒ ꯊꯝꯈꯤ꯫